ꯒ꯭ꯔꯣꯁꯔꯤ ꯁꯣꯄꯤꯡ ꯇꯧꯕꯥ ꯃꯇꯝꯗꯥ ꯑꯃꯣꯠꯄꯥ ꯍꯟꯊꯍꯟꯅꯕꯒꯤ ꯄꯥꯝꯕꯩ ꯑꯅꯤ ꯄꯤꯌꯨ꯫ ꯒ꯭ꯔꯣꯁꯔꯤ ꯁꯣꯄꯤꯡ ꯇꯧꯕꯥ ꯃꯇꯝꯗꯥ ꯑꯃꯣꯠꯄꯥ ꯍꯟꯊꯍꯟꯅꯕꯒꯤ ꯄꯥꯝꯕꯩ ꯑꯅꯤ ꯃꯈꯥꯗꯥ ꯄꯤꯔꯤ꯫ ꯅꯍꯥꯛꯀꯤ ꯏꯁꯥꯒꯤ ꯑꯣꯏꯕꯥ ꯑꯃꯨꯛ ꯍꯟꯅꯥ ꯁꯤꯖꯤꯟꯅꯕꯥ ꯌꯥꯕꯥ ꯕꯦꯛ ꯑꯃꯁꯨꯡ ꯀꯟꯇꯦꯅꯔꯁꯤꯡ ꯄꯨꯔꯛꯎ꯫ ꯄ꯭ꯂꯥꯁꯇꯤꯛ ꯕꯦꯛ ꯑꯃꯁꯨꯡ ꯄꯦꯀꯦꯖꯤꯡ ꯃꯦꯇꯔꯤꯑꯦꯜꯁꯤꯡꯅꯥ ꯂꯦꯟꯗꯐꯤꯜꯁꯤꯡꯗꯥ ꯑꯃꯣꯠꯄꯥ ꯊꯥꯗꯣꯛꯄꯗꯥ ꯌꯥꯝꯅ ꯃꯇꯦꯡ ꯄꯥꯡꯏ꯫ ꯑꯃꯣꯠꯄꯥ ꯑꯁꯤ ꯍꯟꯊꯍꯟꯅꯕꯥ, ꯅꯍꯥꯛꯅꯥ ꯒ꯭ꯔꯣꯁꯔꯤ ꯁꯣꯄꯤꯡ ꯇꯧꯕꯥ ꯃꯇꯝꯗꯥ ꯅꯍꯥꯛꯀꯤ ꯏꯁꯥꯒꯤ ꯑꯣꯏꯕꯥ ꯑꯃꯨꯛ ꯍꯟꯅꯥ ꯁꯤꯖꯤꯟꯅꯕꯥ ꯌꯥꯕꯥ ꯕꯦꯛꯁꯤꯡ ꯄꯨꯔꯛꯎ, ꯕꯦꯛꯁꯤꯡ ꯄꯨꯊꯣꯛꯎ ꯑꯃꯁꯨꯡ ꯀꯟꯇꯦꯅꯔꯁꯤꯡ ꯄꯨꯔꯛꯎ꯫ ꯅꯍꯥꯛꯅꯥ ꯃꯤꯅꯤꯃꯝ ꯅꯠꯇ꯭ꯔꯒꯥ ꯔꯤꯁꯥꯏꯀꯜ ꯇꯧꯕꯥ ꯌꯥꯕꯥ ꯄꯦꯀꯦꯖꯤꯡ ꯂꯩꯕꯥ ꯑꯥꯏꯇꯦꯝꯁꯤꯡꯁꯨ ꯈꯟꯕꯤꯕꯥ ꯌꯥꯏ꯫ ꯃꯥꯡꯖꯧꯅꯅꯥ ꯊꯧꯔꯥꯡ ꯇꯧꯕꯤꯌꯨ ꯑꯃꯁꯨꯡ ꯂꯤꯁ ꯑꯃꯗꯥ ꯂꯦꯞꯄꯤꯌꯨ꯫ ꯒ꯭ꯔꯣꯁꯔꯤ ꯁꯣꯄꯤꯡ ꯇꯧꯕꯥ ꯃꯇꯝꯗꯥ ꯆꯥꯅꯕꯥ ꯄꯣꯠꯂꯝꯁꯤꯡ ꯃꯥꯡꯍꯟꯕꯥ ꯑꯁꯤ ꯑꯇꯣꯞꯄꯥ ꯑꯆꯧꯕꯥ ꯋꯥꯐꯝ ꯑꯃꯅꯤ꯫ ꯃꯁꯤ ꯊꯤꯡꯅꯕꯥ, ꯂꯥꯛꯀꯗꯧꯔꯤꯕꯥ ꯅꯨꯃꯤꯠ ꯑꯗꯨꯒꯤ ꯑꯣꯏꯅꯥ ꯅꯍꯥꯛꯀꯤ ꯆꯥꯅꯕꯥ ꯊꯧꯔꯥꯡ ꯇꯧꯕꯤꯌꯨ ꯑꯃꯁꯨꯡ ꯁꯣꯄꯤꯡ ꯂꯤꯁ ꯑꯃꯥ ꯁꯦꯝꯃꯨ꯫ ꯁꯣꯄꯤꯡ ꯇꯧꯕꯥ ꯃꯇꯝꯗꯥ ꯂꯤꯁ ꯑꯗꯨꯗꯥ ꯂꯦꯞꯅꯕꯥ ꯍꯣꯠꯅꯧ ꯑꯃꯁꯨꯡ ꯅꯍꯥꯛꯅꯥ ꯁꯤꯖꯤꯟꯅꯒꯅꯤ ꯍꯥꯏꯅꯥ ꯈꯪꯂꯤꯕꯥ ꯑꯗꯨ ꯈꯛꯇꯃꯛ ꯂꯧ꯫ ꯃꯁꯤꯅꯥ ꯅꯍꯥꯛꯅꯥ ꯊꯥꯗꯣꯛꯄꯥ ꯆꯤꯟꯖꯥꯛꯀꯤ ꯆꯥꯡ ꯍꯟꯊꯍꯟꯒꯅꯤ ꯑꯃꯁꯨꯡ ꯑꯔꯣꯏꯕꯗꯥ ꯅꯍꯥꯛꯀꯤ ꯃꯣꯠꯁꯜꯂꯛꯄꯒꯤ ꯈꯣꯡꯖꯦꯜ ꯍꯟꯊꯍꯟꯒꯅꯤ꯫ ꯌꯨꯝ ꯑꯃꯥ ꯁꯥꯅꯕꯥ ꯑꯍꯥꯟꯕꯗꯥ ꯌꯨꯝ ꯑꯗꯨꯒꯤ ꯃꯐꯝ, ꯁꯥꯏꯖ ꯑꯃꯁꯨꯡ ꯔꯨꯝꯒꯤ ꯃꯁꯤꯡ ꯑꯗꯨ ꯌꯦꯡꯂꯒꯥ, ꯌꯨꯝ ꯑꯗꯨꯒꯤ ꯄ꯭ꯂꯥꯟ ꯑꯃꯁꯨꯡ ꯗꯤꯖꯥꯏꯟ ꯑꯃꯥ ꯁꯦꯝꯃꯨ꯫ ꯃꯊꯪꯗꯥ, ꯃꯊꯧ ꯇꯥꯕꯥ ꯃꯆꯥꯛꯁꯤꯡ, ꯍꯥꯏꯕꯗꯤ ꯎ, ꯏꯔꯤꯒꯦꯁꯟ ꯑꯃꯁꯨꯡ ꯁꯤꯃꯦꯟꯇ ꯑꯁꯤ ꯈꯣꯝꯖꯤꯜꯂꯨ꯫ ꯃꯗꯨꯒꯤ ꯃꯇꯨꯡꯗꯥ ꯂꯝ ꯑꯗꯨ ꯁꯦꯡꯗꯣꯛꯇꯨꯅꯥ ꯑꯃꯁꯨꯡ ꯂꯦꯚꯦꯜ ꯋꯥꯡꯈꯠꯍꯟꯗꯨꯅꯥ ꯀꯟꯁꯇ꯭ꯔꯛꯁꯟꯒꯤꯗꯃꯛꯇꯥ ꯒ꯭ꯔꯥꯎꯟꯗ ꯁꯦꯝ-ꯁꯥꯕꯥ ꯌꯥꯏ꯫ ꯃꯗꯨꯒꯤ ꯃꯇꯨꯡꯗꯥ ꯐꯥꯎꯟꯗꯦꯁꯟ ꯑꯃꯁꯨꯡ ꯐ꯭ꯔꯦꯝ ꯁꯦꯝꯕꯥ ꯍꯧꯒꯗꯕꯅꯤ, ꯃꯗꯨꯒꯤ ꯃꯇꯨꯡꯗꯥ ꯌꯨꯝꯊꯛ ꯑꯃꯁꯨꯡ ꯋꯥꯜꯁꯤꯡ ꯏꯟꯁꯇꯣꯜ ꯇꯧꯕꯥ ꯍꯧꯒꯗꯕꯅꯤ꯫ ꯏꯁꯇ꯭ꯔꯛꯆꯔ ꯑꯗꯨ ꯁꯦꯝꯒꯠꯂꯕꯥ ꯃꯇꯨꯡꯗꯥ, ꯄ꯭ꯂꯝꯕꯤꯡ, ꯏꯂꯦꯛꯇ꯭ꯔꯤꯀꯦꯜ ꯑꯃꯁꯨꯡ ꯁꯤꯁꯇꯦꯝꯁꯤꯡ ꯏꯟꯁꯇꯣꯜ ꯇꯧ꯫ ꯑꯔꯣꯏꯕꯗꯥ, ꯌꯨꯝꯒꯤ ꯃꯅꯨꯡ ꯑꯃꯁꯨꯡ ꯃꯄꯥꯟꯊꯪꯕꯥ ꯁꯔꯨꯛ ꯑꯗꯨ ꯂꯣꯏꯁꯤꯜꯂꯨ, ꯐ꯭ꯂꯣꯔꯁꯤꯡ, ꯊꯣꯡꯅꯥꯎꯁꯤꯡ ꯑꯃꯁꯨꯡ ꯊꯣꯡꯁꯤꯡ ꯄꯦꯟꯇꯤꯡ ꯑꯃꯁꯨꯡ ꯑꯇꯩ ꯑꯔꯣꯏꯕꯥ ꯇꯁꯁꯤꯡ ꯍꯥꯞꯆꯤꯟꯗꯨꯅꯥ ꯂꯣꯏꯁꯤꯜꯂꯨ꯫ ꯅꯍꯥꯛꯅꯥ ꯑꯦꯄ꯭ꯂꯥꯏ ꯇꯧꯈꯤꯕꯥ ꯀꯝꯄꯅꯤ ꯑꯗꯨꯗꯥ ꯂꯩꯕꯥ ꯗꯤꯄꯥꯔꯇꯃꯦꯟꯇ ꯑꯗꯨꯗꯥ ꯅꯍꯥꯛꯀꯤ ꯏꯃꯦꯜ ꯑꯃꯥ ꯁꯦꯝꯃꯨ꯫ ꯃꯤꯡꯅꯥ ꯖꯣꯟ ꯗꯣ, ꯄꯣꯖꯤꯁꯟ ꯑꯦꯄ꯭ꯂꯥꯏ ꯇꯧꯈꯤꯕꯥꯅ ꯁꯣꯞꯋꯦꯌꯔ ꯏꯟꯖꯤꯅꯤꯌꯔ, ꯀꯝꯄꯦꯅꯤꯅ ꯃꯦꯒꯥꯀꯣꯞꯅꯤ꯫ ꯃꯃꯤꯡ ꯂꯩꯔꯕꯥ ꯁꯣꯞꯋꯥꯌꯔ ꯄ꯭ꯔꯣꯖꯦꯛ ꯑꯃꯒꯤ ꯃꯃꯤꯡ ꯊꯣꯟꯕꯤꯌꯨ꯫ ꯃꯃꯤꯡ ꯂꯩꯔꯕꯥ ꯁꯣꯞꯋꯥꯌꯔ ꯄ꯭ꯔꯣꯖꯦꯛꯇ ꯑꯃꯗꯤ ꯂꯤꯅꯛꯁꯅꯤ, ꯃꯁꯤ ꯑꯍꯥꯟꯕꯥ ꯑꯣꯏꯅꯥ ꯏꯪ ꯁꯣꯛ ꯇꯔꯥꯃꯥꯄꯜ ꯃꯧꯗ꯭ꯔꯥꯃꯊꯣꯏꯗ ꯐꯣꯡꯈꯤꯕꯥ ꯑꯣꯄꯟ-ꯁꯣꯔꯁ ꯑꯣꯄꯔꯦꯇꯤꯡ ꯁꯤꯁꯇꯦꯝ ꯑꯃꯅꯤ꯫